ꯄꯥꯎ ꯐꯥꯎꯅꯕꯒꯤ ꯇꯣꯉꯥꯟ-ꯇꯣꯉꯥꯟꯕ ꯄꯥꯝꯕꯩꯁꯤꯡ ꯑꯁꯤ ꯀꯔꯤꯅꯣ? ꯃꯤꯌꯥꯝꯅ ꯏꯟꯐꯣꯔꯃꯦꯁꯟ ꯑꯃꯁꯨꯡ ꯋꯥꯈꯜꯂꯣꯟꯁꯤꯡ ꯌꯧꯍꯟꯕꯗ ꯁꯤꯖꯤꯟꯅꯕ ꯄꯥꯎ ꯐꯥꯎꯅꯕꯒꯤ ꯃꯑꯣꯡ ꯀꯌꯥ ꯂꯩ꯫ ꯈ꯭ꯋꯥꯏꯗꯒꯤ ꯀꯃꯟ ꯑꯣꯏꯕ ꯄꯥꯝꯕꯩ ꯈꯔꯗꯤ: ꯋꯥꯍꯩꯅ ꯄꯥꯎ ꯐꯥꯎꯗꯣꯛ-ꯐꯥꯎꯖꯤꯟ ꯇꯧꯕ: ꯃꯁꯤꯗ ꯄꯥꯎꯖꯦꯜ ꯑꯃ ꯄꯤꯅꯕꯒꯤꯗꯃꯛ ꯋꯥꯍꯩ ꯑꯃꯁꯨꯡ ꯂꯣꯜ ꯁꯤꯖꯤꯟꯅꯕ ꯌꯥꯎꯏ꯫ ꯋꯥꯍꯩꯅ ꯄꯥꯎ ꯐꯥꯎꯗꯣꯛ-ꯐꯥꯎꯖꯤꯟ ꯇꯧꯕ ꯑꯃꯁꯨꯡ ꯃꯁꯥ ꯃꯊꯟꯇ, ꯐꯣꯟꯒꯤ ꯈꯨꯠꯊꯥꯡꯗ ꯅꯠꯇ꯭ꯔꯒ ꯚꯤꯗꯤꯑꯣ ꯀꯟꯐꯔꯦꯟꯁꯤꯡꯒꯤ ꯈꯨꯠꯊꯥꯡꯗ ꯊꯣꯛꯄ ꯌꯥꯏ꯫ ꯑꯏꯕ ꯄꯥꯎ ꯐꯥꯎꯅꯕ: ꯃꯁꯤꯗ ꯄꯥꯎꯖꯦꯜ ꯑꯃ ꯄꯥꯎ ꯐꯥꯎꯅꯕꯗ ꯑꯏꯕ ꯂꯣꯜ ꯁꯤꯖꯤꯟꯅꯕ ꯌꯥꯎꯏ꯫ ꯑꯏꯕ ꯄꯥꯎ ꯐꯥꯎꯗꯣꯛ-ꯐꯥꯎꯖꯤꯟ ꯇꯧꯕ ꯑꯁꯤ ꯏꯃꯦꯜ, ꯃꯦꯃꯣ, ꯔꯤꯄꯣꯔꯠ, ꯆꯤꯊꯤ, ꯇꯦꯛꯁ ꯃꯦꯁꯦꯖ, ꯑꯃꯁꯨꯡ ꯏꯟꯁꯇꯦꯟꯇ ꯃꯦꯁꯦꯖꯤꯡ ꯌꯥꯎꯅ ꯃꯑꯣꯡ ꯀꯌꯥꯒꯤ ꯑꯣꯏꯕ ꯌꯥꯏ꯫ ꯅꯟ-ꯚꯥꯔꯕꯦꯜ ꯀꯝꯃ꯭ꯌꯨꯅꯤꯀꯦꯁꯟ: ꯃꯁꯤꯗ ꯋꯥꯍꯩ ꯁꯤꯖꯤꯟꯅꯗꯅ ꯄꯥꯎꯖꯦꯜ ꯑꯃ ꯄꯤꯅꯕꯒꯤꯗꯃꯛ ꯍꯛꯆꯥꯡꯒꯤ ꯂꯣꯜ, ꯖꯤꯖꯔ, ꯐꯦꯁꯤꯑꯦꯜ ꯑꯦꯛꯁꯄ꯭ꯔꯦꯁꯟ ꯑꯃꯁꯨꯡ ꯃꯤꯠ ꯎꯗꯕ ꯁꯤꯖꯤꯟꯅꯕ ꯌꯥꯎꯏ꯫ ꯅꯟ-ꯚꯥꯔꯕꯦꯜ ꯀꯝꯃ꯭ꯌꯨꯅꯤꯀꯦꯁꯟꯅ ꯋꯥ ꯉꯥꯡꯕ ꯅꯠꯇ꯭ꯔꯒ ꯏꯕꯥ ꯄꯥꯎꯖꯦꯝꯁꯤꯡꯕꯨ ꯍꯦꯟꯅ ꯃꯄꯥꯡꯒꯜ ꯀꯟꯈꯠꯍꯟꯕꯗ ꯅꯠꯇ꯭ꯔꯒ ꯌꯥꯗꯕꯗ ꯃꯇꯦꯡ ꯄꯥꯡꯏ꯫ ꯚꯤꯖꯨꯑꯦꯜ ꯀꯝꯃ꯭ꯌꯨꯅꯤꯀꯦꯁꯟ: ꯃꯁꯤꯗ ꯄꯥꯎꯖꯦꯜ ꯑꯃ ꯄꯤꯅꯕꯒꯤꯗꯃꯛ ꯏꯃꯦꯖ, ꯚꯤꯗꯤꯑꯣ, ꯆꯥꯔꯠ, ꯑꯃꯁꯨꯡ ꯗꯥꯏꯒ꯭ꯅꯣꯁꯇꯤꯛꯒꯨꯝꯕ ꯚꯤꯖꯨꯑꯦꯜ ꯑꯦꯗꯁꯤꯡ ꯁꯤꯖꯤꯟꯅꯕ ꯌꯥꯎꯏ꯫ ꯚꯤꯖꯨꯑꯦꯜ ꯀꯝꯃ꯭ꯌꯨꯅꯤꯀꯦꯁꯟ ꯑꯁꯤ ꯑꯌꯥꯝꯕꯅ ꯑꯏꯕ ꯅꯠꯇ꯭ꯔꯒ ꯋꯥꯍꯩꯅ ꯄꯥꯎ ꯐꯥꯎꯗꯣꯛ-ꯐꯥꯎꯖꯤꯟ ꯇꯧꯕꯗ ꯃꯇꯦꯡ ꯄꯥꯡꯅꯕ ꯅꯠꯇ꯭ꯔꯒ ꯍꯦꯟꯒꯠꯍꯟꯅꯕ ꯁꯤꯖꯤꯟꯅꯩ, ꯃꯗꯨꯅ ꯀꯝꯄ꯭ꯂꯦꯛꯁ ꯑꯣꯏꯕ ꯋꯥꯈꯜꯂꯣꯟꯁꯤꯡ ꯅꯠꯇ꯭ꯔꯒ ꯏꯟꯐꯣꯔꯃꯦꯁꯟ ꯍꯦꯟꯅ ꯂꯧꯁꯤꯟꯕ ꯉꯝꯍꯜꯂꯤ꯫ ꯗꯤꯖꯤꯇꯦꯜ ꯀꯝꯃ꯭ꯌꯨꯅꯤꯀꯦꯁꯟ: ꯃꯁꯤꯗ ꯏꯃꯦꯏꯜ, ꯁꯣꯁꯤꯑꯦꯜ ꯃꯤꯗꯤꯌꯥ, ꯚꯤꯗꯤꯑꯣ ꯀꯟꯐꯔꯦꯟꯁꯤꯡ, ꯑꯃꯁꯨꯡ ꯏꯟꯁꯇꯦꯟꯇ ꯃꯦꯁꯦꯖꯤꯡꯒꯨꯝꯕ ꯏꯟꯐꯣꯔꯃꯦꯁꯟ ꯇ꯭ꯔꯥꯟꯁꯃꯤꯠ ꯇꯧꯅꯕ ꯗꯤꯖꯤꯇꯦꯜ ꯇꯦꯛꯅꯣꯂꯣꯖꯤ ꯁꯤꯖꯤꯟꯅꯔꯤꯕ ꯀꯝꯃ꯭ꯌꯨꯅꯤꯀꯦꯁꯟꯒꯤ ꯃꯑꯣꯡ ꯈꯨꯗꯤꯡꯃꯛ ꯌꯥꯎꯔꯤ꯫ ꯇꯦꯛꯅꯣꯂꯣꯖꯤꯒꯤ ꯆꯥꯎꯈꯠꯂꯛꯄꯅ ꯃꯔꯝ ꯑꯣꯏꯗꯨꯅ ꯗꯤꯖꯤꯇꯦꯜ ꯀꯝꯃ꯭ꯌꯨꯅꯤꯀꯦꯁꯟ ꯍꯦꯟꯅ ꯆꯠꯅꯔꯛꯂꯤ꯫ ꯀꯝꯃ꯭ꯌꯨꯅꯤꯀꯦꯁꯟꯒꯤ ꯃꯑꯣꯡ ꯈꯨꯗꯤꯡꯃꯛꯀꯤ ꯃꯁꯥꯒꯤ ꯑꯣꯏꯕ ꯀꯥꯟꯅꯕꯁꯤꯡ ꯑꯃꯁꯨꯡ ꯑꯋꯥꯠꯄ ꯂꯩ, ꯑꯃꯁꯨꯡ ꯏꯐꯦꯛꯇꯤꯚ ꯑꯣꯏꯕ ꯀꯝꯃ꯭ꯌꯨꯅꯤꯀꯦꯁꯟ ꯑꯁꯤ ꯃꯍꯧꯁꯥꯅ ꯃꯦꯊꯗꯁꯤꯡ ꯑꯁꯤꯒꯤ ꯀꯝꯕꯤꯅꯦꯁꯟ ꯑꯃ ꯁꯤꯖꯤꯟꯅꯕꯅꯤ꯫ ꯇꯦꯂꯤꯐꯣꯟ ꯑꯁꯤ ꯁꯦꯝꯒꯠꯄꯒꯤ ꯃꯇꯥꯡꯗ ꯌꯥꯝꯗ꯭ꯔꯕꯗ ꯋꯥꯍꯩ ꯃꯉꯥꯒꯤ ꯄꯦꯔꯥꯒ꯭ꯔꯥꯐ ꯑꯃ ꯏꯕꯤꯌꯨ꯫ ꯇꯦꯂꯤꯐꯣꯟ ꯑꯁꯤ ꯁꯦꯝꯒꯠꯄ ꯑꯁꯤ ꯀꯝꯃ꯭ꯌꯨꯅꯤꯀꯦꯁꯟ ꯇꯦꯛꯅꯣꯂꯣꯖꯤꯗ ꯑꯆꯧꯕ ꯑꯍꯣꯡꯕ ꯑꯃ ꯑꯣꯏꯈꯤ, ꯃꯁꯤꯅ ꯃꯤꯑꯣꯏꯕꯅ ꯑꯃꯒ ꯑꯃꯒ ꯌꯥꯝꯅ ꯂꯥꯞꯅ ꯆꯠꯃꯤꯟꯅꯕꯒꯤ ꯃꯑꯣꯡꯗ ꯑꯍꯣꯡꯕ ꯑꯃ ꯄꯨꯔꯛꯈꯤ꯫ ꯑꯦꯂꯤꯁꯥ ꯒ꯭ꯔꯦ ꯑꯃꯁꯨꯡ ꯑꯦꯟꯇꯣꯅꯤꯑꯣ ꯃꯦꯎꯆꯤꯒꯨꯝꯕ ꯑꯇꯣꯞꯄ ꯏꯟꯚꯦꯟꯇꯔꯁꯤꯡꯅꯁꯨ ꯃꯁꯤꯒꯤ ꯁꯦꯝꯒꯠꯄꯗ ꯃꯔꯨꯑꯣꯏꯕ ꯊꯧꯗꯥꯡ ꯂꯧꯈꯤꯕꯁꯨ ꯆꯍꯤ ꯑꯦꯇꯤꯟ ꯁꯕꯦꯟꯇꯤ ꯁꯤꯛꯁꯇꯥ ꯑꯂꯦꯛꯖꯦꯟꯗꯔ ꯒ꯭ꯔꯥꯍꯥꯝ ꯕꯦꯜꯅ ꯁꯦꯝꯈꯤꯕꯅꯤ꯫ ꯉꯟꯅ ꯇꯦꯂꯤꯐꯣꯟ ꯑꯁꯤ ꯇꯦꯂꯤꯒ꯭ꯔꯥꯐꯇꯒꯤ ꯃꯁꯛ ꯊꯣꯛꯄ ꯑꯍꯣꯡꯕ ꯑꯃ ꯑꯣꯏꯈꯤ; ꯃꯁꯤꯅ ꯀꯣꯗ ꯇꯧꯔꯕ ꯕꯤꯞ ꯅꯠꯇ꯭ꯔꯒ ꯀ꯭ꯂꯤꯛ ꯈꯛꯇꯃꯛ ꯅꯠꯇꯅ ꯚꯣꯏꯁ ꯇ꯭ꯔꯥꯟꯁꯃꯤꯁꯟ ꯇꯧꯕ ꯉꯝꯍꯟꯈꯤ꯫ ꯑꯍꯥꯟꯕꯗ ꯇꯦꯂꯤꯐꯣꯟ ꯑꯁꯤ ꯑꯌꯥꯝꯕꯅ ꯕꯤꯖꯤꯅꯦꯁꯁꯤꯡꯗ ꯊꯝꯈꯤ ꯑꯃꯁꯨꯡ ꯁꯦꯜ ꯌꯥꯝꯅ ꯇꯥꯟꯕ ꯌꯨꯝ ꯈꯔꯈꯛꯇꯗ ꯇꯦꯂꯤꯐꯣꯟ ꯑꯃ ꯂꯩꯕ ꯉꯝꯈꯤ꯫ ꯇꯦꯂꯤꯐꯣꯟ ꯑꯁꯤ ꯌꯥꯝꯅ ꯊꯨꯅ ꯃꯤꯌꯥꯝꯅ ꯄꯥꯝꯅꯕ ꯍꯦꯟꯒꯠꯂꯛꯈꯤ ꯑꯃꯁꯨꯡ ꯃꯥꯂꯦꯝ ꯁꯤꯟꯕ ꯊꯨꯡꯅ ꯁꯟꯗꯣꯛꯈꯤ, ꯇꯞꯅ ꯇꯞꯅ ꯉꯁꯤ ꯑꯩꯈꯣꯏꯅ ꯈꯪꯂꯤꯕ ꯃꯣꯗꯔꯟ ꯗꯦ ꯗꯤꯚꯥꯏꯁꯁꯤꯡ ꯑꯣꯏꯅ ꯁꯦꯝꯒꯠꯂꯛꯈꯤ, ꯃꯁꯤꯗꯥ ꯚꯣꯏꯁ ꯀꯝꯃ꯭ꯌꯨꯅꯤꯀꯦꯁꯟ ꯈꯛꯇꯗꯒꯤ ꯍꯦꯟꯅ ꯌꯥꯝꯅ ꯇꯧꯕ ꯉꯝꯕ ꯁ꯭ꯃꯥꯔꯇꯐꯣꯟꯁꯤꯡ ꯌꯥꯎꯔꯤ꯫